"ꯗꯤꯃꯤꯇ꯭ꯔꯤ ꯄꯦꯇ꯭ꯔꯣꯚꯤꯁ ꯗꯤꯀꯨꯁꯥꯔ (ꯑꯣꯛꯇꯣꯕꯔ ꯀꯨꯟꯃꯔꯤ, ꯑꯣꯗꯦꯁꯥ, ꯌꯨꯀ꯭ꯔꯦꯟꯒꯤ ꯁꯣꯚꯤꯌꯦꯠ ꯁꯣꯁꯤꯌꯦꯂꯤꯁ ꯔꯤꯄꯥꯕ꯭ꯂꯤꯛ, ꯁꯣꯚꯤꯌꯦꯠ ꯌꯨꯅꯤꯌꯟ) ꯑꯁꯤ ꯌꯨꯀ꯭ꯔꯦꯟꯒꯤ ꯀꯣꯔꯤꯑꯣꯒ꯭ꯔꯥꯐꯥꯔ ꯑꯃꯅꯤ꯫ ꯗꯤꯃꯤꯇ꯭ꯔꯤ ꯗꯤꯀꯨꯁꯥꯔ ꯑꯁꯤ ꯑꯣꯛꯇꯣꯕꯔ ꯀꯨꯟꯃꯔꯤ, ꯂꯤꯁꯡ ꯑꯃꯒ ꯆꯃꯥꯄꯜ ꯃꯔꯐꯨꯃꯉꯥꯗ ꯑꯣꯗꯦꯁꯥꯗꯥ ꯄꯣꯛꯈꯤ꯫ ꯃꯍꯥꯛ ꯆꯍꯤ ꯇꯔꯨꯛ ꯁꯨꯔꯛꯄꯗꯥ ꯅꯥꯠ ꯍꯧꯈꯤ, ꯑꯍꯥꯟꯕ ꯕꯣꯜꯔꯨꯝ, ꯑꯃꯁꯨꯡ ꯃꯇꯨꯡꯗꯥ ꯁꯥꯟꯅꯄꯣꯠꯁꯤꯡ ꯍꯧꯈꯤ꯫ ꯀ꯭ꯌꯤꯕ ꯏꯟꯁꯇꯤꯇ꯭ꯌꯨꯠ ꯑꯣꯐ ꯐꯤꯖꯤꯀꯦꯜ ꯑꯦꯖꯨꯀꯦꯁꯟꯗꯥ ꯑꯋꯥꯡꯕꯥ ꯊꯥꯛꯀꯤ ꯃꯍꯩ-ꯃꯁꯤꯡ ꯇꯝꯈꯤ, ꯏꯪ ꯂꯤꯁꯤꯡ ꯑꯅꯤꯒꯥ ꯁꯨꯞꯅꯥ ꯅꯤꯄꯥꯜꯗ ꯃꯍꯥꯛꯅ ꯕꯣꯜꯔꯨꯝ ꯗꯥꯟꯁ ꯇ꯭ꯔꯦꯅꯤꯡ ꯇꯧꯕ ꯃꯤꯑꯣꯏ ꯑꯃ ꯑꯣꯏꯅ ꯗꯤꯄ꯭ꯂꯣꯃꯥ ꯐꯪꯈꯤ꯫ ꯗꯤꯃꯤꯇ꯭ꯔꯤꯅꯥ ꯆꯍꯤ ꯀꯌꯥ ꯌꯨꯀ꯭ꯔꯦꯟꯒꯤ ꯑꯃꯁꯨꯡ ꯏꯟꯇꯔꯅꯦꯁꯅꯦꯜ ꯁ꯭ꯄꯣꯔꯠꯁ ꯗꯥꯟꯁ ꯀꯝꯄꯤꯇꯤꯁꯟꯁꯤꯡꯗꯥ ꯁꯔꯨꯛ ꯌꯥꯗꯨꯅ ꯂꯥꯛꯂꯤ꯫ ꯃꯍꯥꯛꯅ ꯂꯦꯇꯤꯟ ꯑꯃꯦꯔꯤꯀꯥꯒꯤ ꯅꯥꯠꯁꯤꯡꯗ ꯈ꯭ꯋꯥꯏꯗꯒꯤ ꯆꯥꯎꯕ ꯃꯥꯏꯄꯥꯛꯄ ꯐꯪꯈꯤ ꯃꯍꯥꯛꯅ ꯌꯨꯔꯣꯄꯤꯌꯟ ꯀꯞꯀꯤ ꯐꯥꯏꯅꯦꯜꯗꯥ ꯌꯥꯎꯈꯤ, ꯑꯃꯁꯨꯡ ꯅꯥꯠꯀꯤ ꯂꯝꯗꯥ ꯋꯥꯔꯜ ꯆꯦꯝꯄꯤꯌꯟꯁꯤꯞꯀꯤ ꯃꯥꯏꯄꯥꯛꯄꯁꯨ ꯑꯣꯏꯈꯤ꯫ ꯏꯪ ꯂꯤꯁꯤꯡ ꯑꯅꯤꯒꯥ ꯁꯨꯞꯅꯥ ꯇꯔꯨꯛꯇꯥ ꯗꯤꯃꯤꯇ꯭ꯔꯤ ꯗꯤꯀꯨꯁꯥꯔꯅꯥ ꯕꯣꯜꯔꯨꯝ ꯗꯥꯟꯁꯤꯡꯗꯥ ꯃꯥꯁꯇꯔ ꯑꯣꯐ ꯁ꯭ꯄꯣꯔꯠꯁꯀꯤ ꯀꯦꯟꯗꯤꯗꯦꯠꯀꯤ ꯃꯤꯡꯊꯣꯜ ꯐꯪꯈꯤ꯫ ꯃꯍꯥꯛꯅ ꯍꯟꯖꯤꯟ ꯍꯟꯖꯤꯟ ꯏꯟꯇꯔꯅꯦꯁꯅꯦꯜ ꯆꯥꯡꯌꯦꯡꯅꯕꯁꯤꯡꯒꯤ ꯑꯔꯣꯏꯕ ꯑꯃꯁꯨꯡ ꯌꯨꯀ꯭ꯔꯦꯟꯒꯤ ꯆꯦꯝꯄꯤꯌꯟꯁꯤꯞꯇꯥ ꯌꯥꯎꯈꯤ꯫ ꯃꯍꯥꯛ ꯂꯤꯁꯤꯡ ꯑꯅꯤꯒꯥ ꯁꯨꯞꯅꯥ ꯇꯔꯦꯠꯇꯥ ꯇꯤꯚꯤ ꯆꯦꯅꯦꯜ ꯇꯔꯥꯃꯥꯊꯣꯏ ꯗꯥ "ꯗꯥꯟꯁꯤꯡ ꯋꯤꯠ ꯗ ꯁ꯭ꯇꯥꯔꯁ" ꯄ꯭ꯔꯣꯖꯦꯛꯀꯤ ꯑꯅꯤꯁꯨꯕ ꯁꯤꯖꯟꯗꯥ ꯁꯔꯨꯛ ꯌꯥꯔꯕ ꯃꯇꯨꯡꯗ ꯃꯤꯗꯤꯌꯥꯗꯥ ꯃꯤꯌꯥꯝꯅ ꯄꯥꯝꯅꯕ ꯑꯣꯏꯈꯤ꯫ ꯃꯍꯥꯛ ꯏꯁꯩ ꯅꯣꯡꯃꯥꯏ ꯏꯔꯤꯅꯥ ꯕꯤꯂꯤꯛꯀꯥ ꯂꯣꯏꯅꯅꯥ ꯅꯥꯠꯀꯤ ꯑꯣꯏꯕ ꯊꯧꯔꯝꯁꯤꯡ ꯄꯥꯡꯊꯣꯛꯈꯤ꯫ ꯃꯗꯨꯒꯤ ꯃꯇꯨꯡꯗ ꯃꯈꯣꯏꯒꯤ ꯃꯔꯤ ꯍꯧꯔꯛꯈꯤ, ꯑꯃꯁꯨꯡ ꯑꯊꯨꯕ ꯃꯇꯝꯗ ꯃꯈꯣꯏꯅ ꯂꯨꯍꯣꯡꯕꯒꯤ ꯊꯧꯔꯝ ꯑꯃ ꯄꯥꯡꯊꯣꯛꯈꯤ, ꯃꯈꯣꯏꯅ ꯔꯤꯑꯣꯗꯥ ꯌꯥꯝꯅ ꯂꯨꯕꯥ ꯊꯧꯔꯝ ꯑꯃ ꯄꯥꯡꯊꯣꯛꯈꯤ꯫ ꯑꯗꯨꯕꯨ ꯂꯤꯁꯤꯡ ꯑꯅꯤ ꯇꯔꯥꯗ ꯃꯈꯣꯏ ꯑꯅꯤ ꯂꯥꯞꯊꯣꯛꯈꯤ꯫ ꯂꯤꯁꯤꯡ ꯑꯅꯤ ꯇꯔꯥꯃꯥꯊꯣꯏꯗꯥ ꯃꯍꯥꯛꯅ ꯔꯁꯤꯌꯥꯒꯤ "ꯗꯥꯟꯁꯤꯡ ꯋꯤꯠ ꯗꯤ ꯁ꯭ꯇꯥꯔꯁ"ꯗꯥ ꯁꯔꯨꯛ ꯌꯥꯈꯤ꯫ ꯃꯇꯨꯡ ꯇꯥꯔꯛꯄꯗꯥ ꯃꯍꯥꯛꯅ ꯁꯣ ꯑꯁꯤꯒꯤ ꯖꯔꯖꯤꯌꯥꯟ ꯚꯔꯖꯟꯒꯥ ꯂꯣꯏꯅꯅꯥ ꯊꯕꯛ ꯇꯧꯃꯤꯟꯅꯈꯤ꯫ ꯂꯤꯁꯤꯡ ꯑꯅꯤꯒꯥ ꯇꯔꯥꯅꯤꯊꯣꯏꯗꯥ ꯗꯤꯃꯥꯏꯠꯔꯣꯅꯥ ꯗꯥꯟꯁꯥꯔ ꯑꯣꯂꯦꯅꯥ ꯁꯣꯞꯇꯦꯟꯀꯣꯒꯥ ꯃꯔꯤ ꯑꯃ ꯍꯧꯈꯤ, ꯃꯈꯣꯏꯁꯨ ꯃꯍꯥꯛꯅ ꯗꯥꯟꯁꯤꯡ ꯋꯤꯠ ꯗꯤ ꯁ꯭ꯇꯥꯔꯁꯇꯥ ꯎꯅꯈꯤ꯫ ꯂꯤꯁꯤꯡ ꯑꯅꯤꯒ ꯇꯔꯥꯍꯨꯝꯗꯣꯏꯗꯥ ꯃꯈꯣꯏ ꯑꯅꯤ ꯂꯨꯍꯣꯡꯈꯤ꯫ ꯑꯗꯨꯕꯨ ꯂꯨꯍꯣꯡꯕ ꯑꯁꯤ ꯐꯥꯎꯕ ꯃꯇꯝ ꯁꯥꯡꯅ ꯂꯩꯈꯤꯗꯦ ꯂꯤꯁꯤꯡ ꯑꯅꯤꯒ ꯇꯔꯥꯇꯔꯨꯛꯇꯥ ꯃꯈꯣꯏ ꯑꯅꯤ ꯇꯂꯥꯛ ꯇꯧꯈꯤ꯫ ꯂꯤꯁꯤꯡ ꯑꯅꯤꯒ ꯇꯔꯥꯃꯥꯄꯜꯗꯥ ꯃꯍꯥꯛ "ꯗꯥꯟꯁꯤꯡ ꯋꯤꯠ ꯗ ꯁ꯭ꯇꯥꯔꯁ" ꯁꯣꯗꯥ ꯍꯜꯂꯛꯈꯤ꯫ ꯇꯔꯨꯛꯁꯨꯕꯥ, ꯇꯔꯦꯠꯁꯨꯕꯥ ꯑꯃꯁꯨꯡ ꯅꯤꯄꯥꯜꯁꯨꯕꯥ ꯁꯤꯖꯟꯗꯥ ꯃꯍꯥꯛ ꯃꯊꯪꯁꯤꯠꯅꯥ ꯚꯤꯛꯇꯣꯔꯤꯌꯥ ꯕꯨꯂꯤꯠꯀꯣ, ꯁ꯭ꯂꯥꯚꯥ ꯀꯥꯃꯤꯟꯁ꯭ꯀꯥ ꯑꯃꯁꯨꯡ ꯑꯣꯜꯒꯥ ꯍꯥꯔꯂꯥꯟꯒꯥ ꯂꯣꯏꯅꯅꯥ ꯑꯅꯤꯅ ꯅꯥꯠꯀꯤ ꯑꯣꯏꯕ ꯊꯧꯔꯝ ꯄꯥꯡꯊꯣꯛꯈꯤ꯫ ꯂꯤꯁꯤꯡ ꯑꯅꯤꯒ ꯀꯨꯟꯅꯤꯊꯣꯏꯗꯥ ꯃꯍꯥꯛ ꯔꯨꯁꯤꯌꯥꯅ ꯂꯥꯟꯊꯦꯡꯅꯈꯤꯕꯥ ꯃꯇꯝꯗ ꯌꯨꯀ꯭ꯔꯦꯟꯕꯨ ꯉꯥꯛꯊꯣꯛꯅꯕꯥ ꯑꯥꯔꯝ ꯐꯣꯔꯁꯁꯤꯡꯒꯤ ꯔꯦꯡꯇꯥ ꯌꯥꯎꯈꯤ꯫ ꯍꯤꯟꯗꯤ ꯃꯃꯤ ꯀꯨꯝꯃꯩ ꯁꯛꯇꯝ ꯂꯥꯡꯕ ꯁꯤꯟꯂꯣꯢ ꯗꯤꯄꯤꯀꯥ ꯄꯨꯗꯨꯀꯣꯟ ꯑꯁꯤ ꯏꯟꯗꯤꯌꯥꯒꯤ ꯕꯣꯜꯂꯤꯋꯨꯠ (ꯍꯤꯟꯗꯤ ꯃꯃꯤ ꯀꯨꯝꯍꯩ) ꯀꯨꯝꯕꯤ ꯁꯛꯇꯝ ꯂꯥꯡꯕꯤ ꯁꯤꯟꯂꯣꯢ ꯑꯃꯅꯤ꯫ ꯃꯍꯥꯛ ꯑꯁꯤ ꯏꯪ ꯀꯨꯝ ꯂꯤꯁꯤꯡ ꯑꯅꯤꯒ ꯇꯔꯥꯒ ꯂꯣꯢꯅꯅ ꯃꯁꯤꯒꯤ ꯃꯇꯨꯡꯒꯤ ꯆꯍꯤ ꯇꯔꯥ ꯗ ꯕꯣꯜꯂꯤꯋꯨꯠꯀꯤ ꯈ꯭ꯋꯥꯢꯗꯒꯤ ꯃꯃꯤꯡ ꯂꯩꯕꯤ ꯁꯛꯇꯝ ꯂꯥꯡꯕꯤ ꯑꯣꯢꯈꯤ꯫